ꯂꯤꯁꯤꯡ ꯑꯃ ꯍꯦꯟꯅ ꯂꯩꯕꯥ ꯇꯦꯕꯜꯗꯒꯤ ꯔꯦꯀꯣꯔꯗ ꯄꯨꯝꯅꯃꯛ ꯈꯟꯕꯒꯤꯗꯃꯛ ꯀ꯭ꯋꯦꯔꯤ ꯑꯃꯥ ꯁꯦꯝꯃꯨ꯫ ꯑꯃꯝꯕ ꯒꯨꯍꯥ ꯑꯃꯗ ꯂꯩꯕꯥ ꯃꯤꯑꯣꯏ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ ꯌꯥꯝꯅ ꯂꯥꯞꯅ ꯂꯩꯕ ꯂꯝ ꯑꯃꯗ ꯇꯨꯔꯦꯜ ꯑꯃꯒꯤ ꯃꯅꯨꯡꯗ ꯌꯥꯝꯅ ꯂꯨꯕ ꯑꯃꯗꯤ ꯑꯀꯤꯕꯥ ꯄꯣꯛꯍꯟꯕ ꯒꯨꯍꯥ ꯑꯃ ꯂꯩꯔꯝꯃꯤ꯫ ꯃꯁꯤꯒꯤ ꯃꯅꯥꯛꯇ ꯆꯠꯄ ꯉꯝꯕ ꯃꯤꯑꯣꯏ ꯈꯔꯈꯛꯇꯅ ꯊꯧꯅ ꯐꯅꯥ ꯆꯠꯈꯤ ꯃꯔꯝꯗꯤ ꯑꯀꯤꯕꯥ ꯄꯣꯛꯍꯟꯕ ꯃꯤꯑꯣꯏ ꯑꯃꯅ ꯃꯅꯨꯡꯗ ꯃꯁꯥꯒꯤ ꯌꯨꯝ ꯑꯃ ꯁꯦꯝꯈꯤ ꯑꯀꯤꯕ ꯄꯣꯛꯍꯟꯕ ꯁꯛꯇꯤ ꯑꯃꯁꯨꯡ ꯄꯥꯡꯒꯜꯒꯤ ꯖꯤꯕ ꯑꯃ ꯑꯣꯏ ꯍꯥꯢꯔꯝꯃꯤ꯫ ꯑꯗꯨꯕꯨ ꯋꯥꯔꯤꯁꯤꯡ ꯑꯁꯤꯕꯨ ꯁꯨꯞꯅꯇꯒꯤ ꯂꯤꯖꯦꯟꯗ ꯈꯛꯇ ꯅꯠꯇꯅ ꯑꯃꯝꯕꯗ ꯂꯨꯞꯆꯕ ꯃꯤꯑꯣꯏ ꯑꯃꯒꯤ ꯋꯥꯈꯜꯂꯣꯟ ꯑꯗꯨꯕꯨ ꯂꯥꯟꯅꯥ ꯂꯝꯖꯤꯡꯕꯤꯕ ꯃꯤꯑꯣꯏꯁꯤꯡꯁꯨ ꯂꯩꯔꯝꯃꯤ꯫ ꯑꯗꯨꯅ ꯃꯁꯤ ꯈꯪꯗꯣꯛꯅꯕ ꯇꯧꯈꯤ ꯃꯗꯨꯗꯤ ꯅꯍꯥ ꯑꯣꯏꯔꯤꯕ ꯑꯦꯗꯚꯦꯟꯆꯔ ꯀꯥꯡꯂꯨꯞ ꯑꯃꯅ ꯒꯨꯍꯥ ꯑꯁꯤꯕꯨ ꯌꯦꯡꯁꯤꯟꯅꯕ ꯆꯠꯈꯤ ꯃꯁꯤꯒꯤ ꯊꯣꯏꯗꯣꯛꯄ ꯋꯥꯐꯝꯁꯤꯡ ꯑꯗꯨ ꯐꯣꯡꯗꯣꯛꯅꯕ ꯑꯃꯁꯨꯡ ꯋꯥꯔꯤꯁꯤꯡ ꯑꯗꯨ ꯑꯔꯥꯟꯕ ꯑꯣꯏ ꯍꯥꯢꯅ ꯄ꯭ꯔꯃꯥꯟ ꯇꯧꯅꯕ ꯋꯥꯔꯦꯞ ꯂꯧꯈꯤ꯫ ꯃꯈꯣꯢꯅ ꯒꯨꯍꯥ ꯑꯗꯨꯒꯤ ꯃꯅꯥꯛꯇ ꯆꯪꯂꯛꯄꯗ ꯃꯈꯣꯏꯗ ꯃꯩꯁꯥꯅ ꯊꯨꯝꯖꯤꯜꯂꯛꯈꯤ ꯑꯃꯁꯨꯡ ꯆꯦꯛꯄꯜꯁꯤꯡꯗꯨ ꯌꯥꯝꯅ ꯁꯥꯊꯤꯅ ꯈꯥꯔꯝꯈꯤ꯫ ꯃꯈꯣꯢꯅ ꯍꯦꯟꯅ ꯂꯨꯅ ꯂꯧꯈꯤ ꯃꯈꯣꯢꯒꯤ ꯑꯀꯣꯢꯕꯗ ꯑꯃꯝꯕ ꯊꯨꯒꯥꯢꯗꯨꯅ ꯆꯪꯈꯤ ꯑꯔꯣꯏꯕꯗ ꯃꯈꯣꯏꯅ ꯇꯨꯔꯦꯜ ꯑꯗꯨꯒꯤ ꯃꯌꯥꯏꯗ ꯌꯧꯔꯛꯈꯤ꯫ ꯑꯗꯨꯒ ꯃꯐꯝ ꯑꯗꯨꯗ ꯒꯨꯍꯥ ꯑꯗꯨꯒꯤ ꯈ꯭ꯋꯥꯏꯗꯒꯤ ꯋꯥꯡꯕꯥ ꯃꯐꯝꯗ ꯃꯈꯣꯢꯅ ꯃꯤꯑꯣꯏꯕ ꯑꯃꯒ ꯃꯥꯌꯣꯛꯅꯈꯤ꯫ ꯃꯁꯤ ꯒ꯭ꯔꯣꯇꯦꯁ꯭ꯛ ꯄ꯭ꯔꯣꯄꯣꯔꯁꯟꯒꯤ ꯖꯤꯕ ꯑꯃꯅꯤ ꯂꯥꯟꯃꯤꯒꯨꯝꯕꯥ ꯁ꯭ꯀꯦꯜꯁꯤꯡ ꯑꯃꯁꯨꯡ ꯃꯩꯒꯨꯝꯅ ꯃꯉꯥꯜ ꯊꯣꯛꯄ ꯃꯤꯠꯌꯦꯡꯁꯤꯡ ꯂꯩꯕꯥ ꯖꯤꯕ ꯑꯃꯅꯤ꯫ ꯃꯁꯤꯒꯤ ꯈꯣꯡꯎꯞꯁꯤꯡ ꯑꯁꯤ ꯔꯦꯖꯔꯒꯨꯝꯅ ꯁꯥꯡꯕ ꯍꯥꯞꯄꯝꯃꯤ ꯑꯃꯁꯨꯡ ꯃꯁꯤꯒꯤ ꯁꯣꯔ ꯍꯣꯟꯕꯥ ꯑꯗꯨ ꯇꯔꯨ ꯇꯅꯥꯟꯕꯥ ꯑꯃꯁꯨꯡ ꯑꯁꯪꯕ ꯑꯣꯏꯔꯝꯃꯤ꯫ ꯑꯦꯗꯚꯦꯟꯆꯔꯁꯤꯡ ꯑꯗꯨ ꯃꯐꯝ ꯑꯗꯨꯗꯥ ꯔꯨꯠ ꯇꯧꯔꯛꯈꯤ ꯃꯈꯣꯢꯅ ꯃꯊꯛꯇ ꯃꯣꯟꯁꯇꯔ ꯑꯗꯨ ꯂꯥꯟꯊꯣꯛꯂꯒ ꯊꯣꯔꯛꯄ ꯃꯇꯝꯗ ꯑꯀꯤꯕ ꯄꯣꯛꯈꯤ꯫ ꯑꯗꯨꯕꯨ ꯃꯗꯨꯒꯤ ꯃꯇꯨꯡꯗ ꯃꯈꯣꯢꯅ ꯑꯉꯛꯄ ꯐꯥꯎꯈꯤ ꯖꯤꯕ ꯑꯗꯨꯅ ꯋꯥ ꯉꯥꯡꯈꯤ꯫ ꯑꯩꯗꯤ ꯒꯨꯍꯥ ꯑꯁꯤꯒꯤ ꯉꯥꯛꯁꯦꯜ ꯂꯥꯟꯃꯤꯅꯤ ꯃꯗꯨꯒꯤ ꯈꯣꯟꯖꯦꯜ ꯑꯗꯨ ꯌꯥꯝꯅ ꯂꯨꯝꯕ ꯈꯣꯟꯖꯦꯜ ꯑꯃꯒ ꯂꯣꯢꯅꯅꯥ ꯍꯥꯌꯔꯛꯏ꯫ ꯑꯩꯍꯥꯛꯅꯥ ꯃꯐꯝ ꯑꯁꯤꯗꯥ ꯆꯍꯤ ꯂꯤꯁꯤꯡ ꯀꯌꯥꯗꯒꯤ ꯍꯤꯡꯗꯨꯅꯥ ꯂꯥꯛꯂꯤ ꯃꯁꯤꯒꯤ ꯊꯣꯏꯗꯣꯛꯄ ꯑꯃꯁꯨꯡ ꯂꯟ-ꯊꯨꯝꯁꯤꯡ ꯑꯁꯤ ꯍꯨꯔꯥꯟꯕꯥ ꯄꯥꯝꯂꯤꯕꯁꯤꯡꯗꯒꯤ ꯉꯥꯛꯊꯣꯛꯇꯨꯅ ꯂꯩꯔꯤ꯫ ꯃꯣꯟꯁꯇꯔꯅ ꯃꯁꯥꯒꯤ ꯋꯥꯔꯤ ꯂꯤꯕꯥ ꯃꯇꯝꯗ ꯑꯦꯗꯚꯦꯟꯆꯔꯁꯤꯡꯅ ꯑꯉꯛꯄ ꯄꯣꯛꯈꯤ꯫ ꯃꯁꯤꯅ ꯃꯇꯝ ꯑꯃꯗ ꯇꯨꯔꯦꯜ ꯑꯁꯤꯗ ꯂꯩꯔꯝꯕ ꯑꯔꯤꯕꯥ ꯁꯚ꯭ꯌꯇꯥꯒꯤ ꯃꯇꯥꯡꯗ ꯉꯥꯡꯂꯝꯃꯤ ꯑꯃꯁꯨꯡ ꯒꯨꯍꯥ ꯑꯁꯤꯒꯤ ꯃꯅꯨꯡꯗ ꯂꯣꯠꯇꯨꯅꯥ ꯂꯩꯔꯤꯕꯥ ꯂꯟ-ꯊꯨꯝ ꯑꯃꯁꯨꯡ ꯂꯧꯁꯤꯡꯒꯤ ꯃꯔꯝꯗ ꯉꯥꯡꯂꯝꯃꯤ꯫ ꯃꯁꯤꯅꯥ ꯃꯈꯜ ꯀꯌꯥꯒꯤ ꯃꯤꯔꯣꯜꯁꯤꯡꯒꯤ ꯆꯠꯅꯔꯛꯂꯕꯥ ꯂꯟ-ꯊꯨꯝꯁꯤꯡ ꯑꯁꯤ ꯉꯥꯛ-ꯁꯦꯟꯕꯒꯤ ꯃꯁꯤꯒꯤ ꯊꯧꯗꯥꯡꯒꯤ ꯃꯇꯥꯡꯗꯥ ꯋꯥ ꯉꯥꯡꯈꯤ꯫ ꯑꯔꯣꯏꯕꯗ ꯑꯦꯗꯚꯦꯟꯆꯔꯁꯤꯡꯅꯥ ꯒꯨꯍꯥ ꯑꯗꯨꯗꯒꯤ ꯊꯣꯔꯛꯈꯤ ꯃꯈꯣꯢꯒꯤ ꯋꯥꯈꯜꯗ ꯑꯉꯛꯄ ꯑꯃꯁꯨꯡ ꯃꯅꯨꯡꯗ ꯂꯩꯔꯤꯕ ꯃꯤꯑꯣꯏ ꯑꯗꯨꯕꯨ ꯏꯀꯥꯢ ꯈꯨꯝꯅꯕ ꯎꯠꯈꯤ꯫ ꯑꯃꯁꯨꯡ ꯃꯈꯣꯢꯅ ꯆꯠꯈꯤꯕ ꯃꯇꯝꯗ ꯃꯈꯣꯢꯅ ꯈꯪꯂꯛꯈꯤ ꯃꯗꯨꯗꯤ ꯀꯔꯤꯒꯨꯝꯕꯥ ꯃꯇꯝꯗ ꯑꯩꯈꯣꯢꯅ ꯀꯤꯔꯤꯕ ꯋꯥꯐꯝꯁꯤꯡ ꯑꯁꯤ ꯃꯇꯝ ꯄꯨꯝꯅꯃꯛꯇ ꯃꯈꯣꯢꯅ ꯎꯕ ꯐꯪꯂꯤꯕ ꯑꯗꯨ ꯅꯠꯇꯦ꯫